ꯑꯐꯕ ꯂꯨꯆꯤꯡꯕ ꯑꯃꯒꯤ ꯃꯔꯨꯑꯣꯏꯕ ꯃꯒꯨꯟ ꯃꯉꯥ ꯄꯅꯕꯤꯌꯨ꯫ ꯑꯦꯝꯄꯊꯤ: ꯑꯐꯕ ꯂꯨꯆꯤꯡꯕ ꯑꯃꯅ ꯃꯇꯝ ꯄꯨꯝꯅꯃꯛꯇ ꯃꯈꯣꯏꯒꯤ ꯇꯤꯝꯒꯤ ꯃꯦꯝꯕꯔꯁꯤꯡꯒꯤ ꯐꯤꯚꯝ ꯑꯃꯁꯨꯡ ꯗꯔꯀꯥꯔ ꯑꯣꯏꯕꯁꯤꯡꯒꯤ ꯃꯇꯥꯡꯗ ꯋꯥꯈꯜ ꯇꯥꯕ ꯑꯃꯁꯨꯡ ꯂꯧꯁꯤꯡ ꯎꯠꯀꯗꯕꯅꯤ꯫ ꯃꯈꯣꯏꯒꯤ ꯇꯤꯝꯒ ꯄꯔꯁꯣꯅꯦꯜꯒꯤ ꯊꯥꯛꯇ ꯁꯝꯅꯗꯨꯅ ꯂꯨꯆꯤꯡꯕ ꯑꯃꯅ ꯄꯣꯖꯤꯇꯤꯚ ꯑꯣꯏꯕ ꯑꯃꯁꯨꯡ ꯃꯇꯦꯡ ꯄꯥꯡꯅꯕ ꯊꯕꯛꯀꯤ ꯑꯀꯣꯏꯕ ꯑꯃ ꯁꯦꯝꯒꯠꯄ ꯉꯝꯒꯅꯤ꯫ ꯄꯥꯎ ꯐꯥꯎꯅꯕ: ꯂꯨꯆꯤꯡꯕꯗ ꯏꯐꯦꯛꯇꯤꯚ ꯑꯣꯏꯕ ꯄꯥꯎ ꯐꯥꯎꯅꯕ ꯑꯁꯤ ꯃꯔꯨ ꯑꯣꯏ꯫ ꯑꯐꯕ ꯂꯨꯆꯤꯡꯕ ꯑꯃꯅ ꯃꯈꯣꯏꯒꯤ ꯃꯤꯠꯌꯦꯡ, ꯄꯥꯟꯗꯝꯁꯤꯡ ꯑꯃꯁꯨꯡ ꯑꯦꯁꯄꯤꯔꯦꯁꯟꯁꯤꯡ ꯑꯗꯨ ꯃꯈꯣꯏꯒꯤ ꯇꯤꯝꯗ ꯃꯌꯦꯛ ꯁꯦꯡꯅ ꯌꯧꯍꯟꯕ ꯉꯝꯒꯗꯕꯅꯤ꯫ ꯃꯈꯣꯏꯅ ꯑꯦꯛꯇꯤꯚ ꯑꯣꯏꯅ ꯇꯥꯕ ꯉꯝꯒꯗꯕꯅꯤ ꯑꯃꯁꯨꯡ ꯇꯤꯝ ꯃꯦꯝꯕꯔꯁꯤꯡꯒꯤ ꯃꯔꯛꯇ ꯑꯃꯨꯛꯇꯪ ꯋꯥꯔꯤ ꯁꯥꯅꯕꯗ ꯄꯨꯛꯅꯤꯡ ꯊꯧꯒꯠꯄ ꯉꯝꯒꯗꯕꯅꯤ꯫ ꯏꯟꯇꯦꯒ꯭ꯔꯤꯇꯤ: ꯑꯐꯕ ꯂꯨꯆꯤꯡꯕ ꯑꯃꯒꯤꯗꯃꯛ ꯑꯆꯦꯠꯄ ꯏꯊꯤꯀꯦꯜ ꯁ꯭ꯇꯦꯟꯗꯔꯗ ꯑꯃꯁꯨꯡ ꯏꯟꯇꯦꯒ꯭ꯔꯤꯇꯤꯒꯤ ꯋꯥꯈꯜꯂꯣꯟ ꯑꯁꯤ ꯌꯥꯝꯅ ꯃꯔꯨꯑꯣꯏ꯫ ꯃꯈꯣꯏꯅ ꯃꯇꯝ ꯄꯨꯝꯅꯃꯛꯇ ꯃꯈꯣꯏꯒꯤ ꯊꯕꯛꯁꯤꯡ ꯑꯃꯁꯨꯡ ꯋꯥꯔꯦꯞꯁꯤꯡꯗ ꯄꯨꯛꯆꯦꯜ ꯁꯦꯡꯕ ꯑꯃꯁꯨꯡ ꯇ꯭ꯔꯥꯟꯁꯄꯦꯔꯦꯟꯇ ꯑꯣꯏꯒꯗꯕꯅꯤ ꯑꯃꯁꯨꯡ ꯊꯥꯖꯕ ꯑꯃꯁꯨꯡ ꯏꯀꯥꯏ ꯈꯨꯝꯅꯕꯒꯤ ꯀꯜꯆꯔ ꯑꯃ ꯌꯣꯛꯈꯠꯅꯕ ꯈꯨꯗꯝ ꯑꯣꯏꯅ ꯂꯨꯆꯤꯡꯒꯗꯕꯅꯤ꯫ ꯑꯦꯗꯥꯞꯇꯦꯕꯤꯂꯤꯇꯤ: ꯉꯁꯤꯒꯤ ꯈꯣꯡꯖꯦꯜ ꯌꯥꯡꯅ ꯆꯪꯁꯤꯜꯂꯤꯕ ꯊꯕꯛꯀꯤ ꯐꯤꯚꯝ ꯑꯁꯤꯗ ꯑꯐꯕ ꯂꯨꯆꯤꯡꯕ ꯑꯃꯅ ꯑꯍꯣꯡꯕ ꯂꯥꯛꯄꯗ ꯌꯥꯝꯅ ꯊꯨꯅ ꯑꯦꯗꯥꯞꯇꯦꯕꯜ ꯑꯣꯏꯕ ꯑꯃꯁꯨꯡ ꯊꯥꯖꯗꯕ ꯁꯤꯡꯅꯕꯁꯤꯡ ꯊꯦꯡꯅꯕ ꯉꯝꯒꯗꯕꯅꯤ꯫ ꯃꯈꯣꯏꯅ ꯄ꯭ꯔꯦꯁꯔꯒꯤ ꯃꯈꯥꯗ ꯅꯤꯡꯊꯤꯖꯅ ꯂꯩꯕ ꯉꯝꯒꯗꯕꯅꯤ꯫ ꯋꯥꯈꯜ ꯈꯟꯕ ꯉꯝꯒꯗꯕꯅꯤ ꯑꯃꯁꯨꯡ ꯁꯣꯏꯗ-ꯉꯥꯝꯗꯕ ꯃꯇꯝꯗ ꯏꯐꯦꯛꯇꯤꯚ ꯑꯣꯏꯕ ꯋꯥꯔꯦꯞꯁꯤꯡ ꯂꯧꯕ ꯉꯝꯒꯗꯕꯅꯤ꯫ ꯚꯤꯖꯟ: ꯑꯐꯕ ꯂꯨꯆꯤꯡꯕ ꯑꯃꯅ ꯇꯨꯡꯒꯤꯗꯃꯛ ꯃꯌꯦꯛ ꯁꯦꯡꯕ ꯃꯤꯠꯌꯦꯡ ꯑꯃꯥ ꯂꯩꯒꯗꯕꯅꯤ ꯑꯃꯁꯨꯡ ꯃꯈꯣꯏꯒꯤ ꯇꯤꯝꯕꯨ ꯑꯄꯨꯟꯕ ꯄꯥꯟꯗꯝ ꯑꯃꯒꯤ ꯃꯥꯏꯀꯩꯗ ꯊꯕꯛ ꯇꯧꯅꯕ ꯏꯊꯤꯜ ꯄꯤꯕ ꯑꯃꯁꯨꯡ ꯄꯨꯛꯅꯤꯡ ꯊꯧꯒꯠꯄ ꯉꯝꯕ ꯑꯣꯏꯒꯗꯕꯅꯤ꯫ ꯃꯈꯣꯏꯅ ꯁ꯭ꯇꯔꯦꯇꯦꯖꯤꯛ ꯑꯣꯏꯅ ꯈꯟꯕ ꯉꯝꯒꯗꯕꯅꯤ ꯑꯃꯁꯨꯡ ꯃꯈꯣꯏꯒꯤ ꯇꯤꯝꯅ ꯃꯈꯣꯏꯒꯤ ꯄꯥꯟꯗꯝꯁꯤꯡ ꯐꯪꯕꯗ ꯃꯇꯦꯡ ꯄꯥꯡꯅꯕ ꯃꯥꯏꯀꯩ ꯑꯃꯁꯨꯡ ꯂꯝꯖꯤꯡ-ꯂꯝꯇꯥꯛ ꯄꯤꯕ ꯉꯝꯒꯗꯕꯅꯤ꯫ ꯑꯁꯦꯡꯕ ꯏꯁꯤꯡꯒꯤ ꯈꯨꯗꯣꯡꯆꯥꯕ ꯐꯒꯠꯍꯟꯅꯕ ꯂꯧꯈꯠꯄ ꯌꯥꯕ ꯈꯣꯡꯊꯥꯡ ꯈꯔꯥ ꯃꯈꯥꯗ ꯄꯤꯔꯤ:- ꯏꯁꯤꯡꯒꯤ ꯏꯟꯐ꯭ꯔꯥꯁꯇ꯭ꯔꯛꯆꯔꯗ ꯁꯦꯜ ꯊꯥꯗꯕ: ꯁꯔꯀꯥꯔꯁꯤꯡ ꯑꯃꯁꯨꯡ ꯑꯣꯔꯒꯅꯥꯏꯖꯦꯁꯟꯁꯤꯡꯅ ꯄꯥꯏꯞꯀꯤ ꯁꯤꯁ꯭ꯇꯦꯝꯁꯤꯡ, ꯉꯥꯛꯊꯣꯛꯂꯕ ꯏꯁꯤꯡ, ꯇꯨꯡꯁꯤꯟꯕ ꯃꯐꯝꯁꯤꯡ ꯅꯠꯇ꯭ꯔꯒ ꯏꯁꯤꯡ ꯇꯨꯡꯁꯤꯟꯕ ꯃꯐꯝꯁꯤꯡꯒꯨꯝꯕ ,ꯑꯍꯣꯡꯕ ꯏꯁꯤꯡꯒꯤ ꯁꯣꯔꯁꯁꯤꯡ ꯁꯦꯝꯒꯠꯄ ꯑꯃꯁꯨꯡ ꯁꯦꯟꯅꯕꯗ ꯁꯦꯜ ꯊꯥꯗꯕ ꯌꯥꯏ꯫ ꯔꯦꯟꯋꯥꯇꯔ ꯍꯥꯔꯚꯦꯁ꯭ꯇꯤꯡ ꯁꯤꯁ꯭ꯇꯦꯝꯁꯤꯡ ꯅꯠꯇ꯭ꯔꯒ ꯕꯣꯔꯍꯣꯜꯁꯤꯡꯅ ꯃꯤꯌꯥꯝꯅ ꯃꯈꯣꯏꯒꯤ ꯀꯝꯃ꯭ꯌꯨꯅꯤꯇꯤꯁꯤꯡꯗ ꯑꯁꯦꯡꯕ ꯏꯁꯤꯡ ꯐꯪꯍꯟꯕꯗ ꯂꯥꯏꯊꯣꯛꯍꯟꯅꯕ ꯏꯁꯤꯡ ꯌꯣꯛꯈꯠꯄ ꯍꯦꯟꯒꯠꯍꯟꯕ: ꯏꯁꯤꯡ ꯌꯣꯛꯁꯤꯟꯕꯒꯤ ꯃꯔꯨꯑꯣꯏꯕ ꯑꯃꯁꯨꯡ ꯏꯁꯤꯡ ꯀꯟꯕ ꯉꯝꯕꯒꯤ ꯄꯥꯝꯕꯩꯁꯤꯡꯒꯤ ꯃꯇꯥꯡꯗ ꯃꯤꯌꯥꯝꯗ ꯈꯪꯍꯟꯕꯅ ꯑꯄꯨꯟꯕ ꯏꯁꯤꯡꯒꯤ ꯗꯤꯃꯥꯟꯗ ꯍꯟꯊꯍꯟꯕ ꯉꯝꯒꯅꯤ ꯑꯃꯁꯨꯡ ꯍꯧꯖꯤꯛ ꯂꯩꯔꯤꯕ ꯁꯄ꯭ꯂꯥꯏ ꯑꯁꯤ ꯍꯦꯟꯅ ꯆꯥꯡ ꯃꯥꯟꯅꯅ ꯌꯦꯟꯊꯣꯛꯄ ꯉꯝꯒꯅꯤ꯫ ꯋꯥꯇꯔ ꯒꯕꯔꯅꯥꯟꯁ ꯃꯄꯥꯡꯒꯜ ꯀꯟꯈꯠꯍꯟꯕ: ꯄꯣꯂꯤꯁꯤ, ꯔꯦꯒ꯭ꯌꯨꯂꯦꯁꯟ ꯑꯃꯁꯨꯡ ꯏꯟꯁꯇꯤꯇ꯭ꯌꯨꯁ꯭ꯅꯦꯜ ꯔꯤꯐꯣꯔꯝꯁꯤꯡꯒꯤ ꯈꯨꯠꯊꯥꯡꯗ ꯍꯦꯟꯅ ꯐꯕ ꯋꯥꯇꯔ ꯒꯕꯔꯅꯥꯟꯁꯅ ꯋꯥꯇꯔ ꯔꯤꯁꯣꯔꯁꯁꯤꯡꯒꯤ ꯃꯦꯅꯦꯖꯃꯦꯟꯇꯅ ꯃꯤꯌꯥꯝꯒꯤ ꯃꯊꯧ ꯇꯥꯕꯁꯤꯡ ꯑꯗꯨ ꯁꯣꯏꯗꯅ ꯐꯪꯍꯟꯅꯕ ꯋꯥꯔꯦꯞ ꯂꯧꯕꯗ ꯇ꯭ꯔꯥꯟꯁꯄꯔꯦꯟꯁꯤ, ꯑꯦꯀꯥꯎꯟꯇꯦꯕꯤꯂꯤꯇꯤ ꯑꯃꯁꯨꯡ ꯀꯝꯃ꯭ꯌꯨꯅꯤꯇꯤꯅ ꯁꯔꯨꯛ ꯌꯥꯕ ꯍꯦꯟꯒꯠꯍꯟꯕ ꯉꯝꯒꯅꯤ꯫ ꯏꯁꯤꯡ ꯁꯦꯡꯗꯣꯛꯄ ꯑꯃꯁꯨꯡ ꯁꯦꯅꯤꯇꯦꯁꯟ ꯄꯥꯛꯊꯣꯛ ꯆꯥꯎꯊꯣꯛꯅꯕ: ꯏꯁꯤꯡ ꯁꯦꯡꯗꯣꯛꯄꯒꯤ ꯈꯨꯗꯣꯡꯆꯥꯕꯁꯤꯡ ꯑꯃꯁꯨꯡ ꯁꯦꯅꯤꯇꯦꯁꯟ ꯁꯤꯁ꯭ꯇꯦꯝꯁꯤꯡꯗ ꯁꯦꯜ ꯊꯥꯗꯕꯅ ꯏꯁꯤꯡꯒꯤ ꯁꯄ꯭ꯂꯥꯏ ꯑꯁꯤ ꯁꯦꯡꯅ ꯑꯃꯁꯨꯡ ꯁꯣꯛꯍꯟꯗꯅ ꯊꯝꯕ ꯉꯝꯒꯅꯤ꯫ ꯋꯥꯇꯔꯁꯦꯗꯁꯤꯡ ꯉꯥꯛꯊꯣꯛꯄꯥ: ꯏꯁꯤꯡꯒꯤ ꯁꯣꯔꯁꯁꯤꯡ ꯉꯥꯛꯊꯣꯛꯄ ꯑꯃꯁꯨꯡ ꯎꯃꯪ ꯑꯃꯁꯨꯡ ꯏꯁꯤꯡ ꯇꯨꯡꯁꯤꯟꯕ ꯃꯐꯝꯁꯤꯡꯒꯨꯝꯕ ꯃꯍꯧꯁꯥꯒꯤ ꯂꯝꯁꯤꯡ ꯉꯥꯛꯇꯨꯅ ꯊꯝꯕꯅ ꯏꯁꯤꯡꯒꯤ ꯁꯄ꯭ꯂꯥꯏꯒꯤ ꯃꯒꯨꯟ ꯍꯦꯟꯒꯠꯍꯟꯕ ꯉꯝꯒꯅꯤ꯫ ꯀꯝꯃ꯭ꯌꯨꯅꯤꯇꯤꯁꯤꯡꯒ ꯄꯨꯟꯅ ꯊꯕꯛ ꯇꯧꯃꯤꯟꯅꯕ: ꯃꯈꯣꯏꯒꯤ ꯑꯀꯛꯅꯕ ꯏꯁꯤꯡꯒꯤ ꯃꯊꯧ ꯇꯥꯕꯁꯤꯡ ꯑꯃꯁꯨꯡ ꯁꯤꯡꯅꯕꯁꯤꯡ ꯈꯪꯗꯣꯛꯅꯕ ꯃꯐꯝ ꯑꯗꯨꯒꯤ ꯃꯤꯌꯥꯝꯒ ꯄꯨꯟꯅ ꯊꯕꯛ ꯇꯧꯃꯤꯟꯅꯗꯨꯅ ꯑꯃꯁꯨꯡ ꯇꯨꯡ ꯀꯣꯏꯅ ꯆꯠꯀꯗꯕ ꯑꯃꯁꯨꯡ ꯃꯐꯝ ꯑꯗꯨꯗ ꯆꯠꯅꯕ ꯌꯥꯕ ꯁꯣꯂ꯭ꯌꯨꯁꯟꯁꯤꯡ ꯁꯦꯝꯒꯠꯅꯕ, ꯒ꯭ꯔꯥꯁꯔꯨꯠꯀꯤ ꯊꯥꯛꯇ ꯑꯁꯦꯡꯕ ꯏꯁꯤꯡ ꯐꯪꯕꯒꯤ ꯋꯥꯐꯝ ꯑꯁꯤ ꯍꯦꯟꯅ ꯐꯅ ꯊꯦꯡꯅꯕ ꯉꯝꯒꯅꯤ꯫